ꯋꯥꯔꯤ ꯁꯥꯕ ꯉꯝꯕ ꯁꯥ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ, ꯑꯀꯟꯕ ꯎꯃꯪ ꯑꯃꯗ, ꯃꯦꯛꯁ ꯀꯧꯕ ꯑꯄꯤꯛꯄ ꯂꯥꯜꯍꯧ ꯑꯃ ꯂꯩꯔꯝꯃꯤ꯫ ꯃꯦꯛꯁ ꯑꯁꯤ ꯎꯃꯪꯗ ꯂꯩꯕ ꯑꯇꯣꯞꯄ ꯁꯥ ꯑꯃꯠꯇꯒ ꯃꯥꯟꯅꯗꯦ꯫ ꯃꯍꯥꯛꯀꯤ ꯑꯈꯟꯅꯕ ꯈꯨꯗꯣꯜ ꯑꯃ ꯂꯩꯈꯤ꯫ ꯃꯍꯥꯛ ꯋꯥꯔꯤ ꯁꯥꯟꯅꯕ ꯉꯝꯃꯤ꯫ ꯃꯦꯛꯁꯅ ꯃꯍꯥꯛꯀꯤ ꯇꯧꯕ ꯉꯝꯕꯗꯨ ꯌꯥꯝꯅ ꯅꯍꯥ ꯑꯣꯏꯔꯤꯉꯩꯗ ꯈꯪꯗꯣꯛꯈꯤ ꯑꯃꯁꯨꯡ ꯃꯍꯥꯛꯅ ꯃꯇꯝ ꯈꯔ ꯂꯣꯠꯁꯤꯟꯗꯨꯅ ꯊꯝꯂꯕꯁꯨ ꯑꯔꯣꯏꯕꯗ ꯃꯍꯥꯛꯀꯤ ꯇꯦꯂꯦꯟꯇꯀꯤ ꯃꯇꯥꯡꯗ ꯋꯥꯐꯝ ꯀꯌꯥ ꯁꯟꯗꯣꯛꯈꯤ꯫ ꯃꯍꯥꯛ ꯎꯃꯪꯒꯤ ꯖꯤꯕꯁꯤꯡꯒꯤ ꯃꯔꯛꯇ ꯌꯥꯝꯅ ꯁꯦꯟꯁꯟ ꯑꯣꯏꯔꯛꯈꯤ꯫ ꯃꯦꯛꯁꯅ ꯑꯌꯥꯝꯕꯅ ꯑꯆꯧꯕ ꯃꯤꯐꯝꯁꯤꯡ ꯄꯥꯡꯊꯣꯛꯂꯝꯃꯤ ꯑꯃꯁꯨꯡ ꯃꯍꯥꯛꯀꯤ ꯋꯥ ꯉꯥꯡꯕ ꯇꯥꯅꯕ ꯃꯐꯝ ꯀꯌꯥꯗꯒꯤ ꯁꯥ-ꯁꯟꯁꯤꯡ ꯂꯥꯛꯏ꯫ ꯃꯍꯥꯛꯅ ꯃꯍꯥꯛꯀꯤ ꯑꯦꯗꯚꯦꯟꯆꯔꯁꯤꯡꯒꯤ ꯃꯇꯥꯡꯗ ꯋꯥꯔꯤꯁꯤꯡ ꯂꯤꯔꯝꯃꯤ ꯑꯃꯁꯨꯡ ꯃꯍꯥꯛꯀꯤ ꯂꯧꯁꯤꯡ ꯂꯩꯕ ꯋꯥꯔꯤꯁꯤꯡ ꯑꯗꯨꯅ ꯃꯤꯄꯨꯝ ꯈꯨꯗꯤꯡꯃꯛꯄꯨ ꯅꯣꯛꯅꯔꯝꯃꯤ꯫ ꯃꯦꯛꯁꯅ ꯃꯔꯨꯞ ꯀꯌꯥ ꯑꯃ ꯂꯩꯕꯗ ꯌꯥꯝꯅ ꯅꯨꯡꯉꯥꯏꯈꯤ ꯑꯃꯁꯨꯡ ꯃꯈꯣꯏꯕꯨ ꯅꯨꯡꯉꯥꯏꯍꯟꯕꯗꯒꯤ ꯍꯦꯟꯅ ꯀꯔꯤꯁꯨ ꯅꯨꯡꯁꯤꯈꯤꯗꯦ꯫ ꯅꯣꯡꯃ ꯅꯨꯃꯤꯠ ꯑꯃꯗ ꯃꯦꯛꯁꯇ ꯈꯔ ꯑꯋꯥꯕ ꯇꯥꯔꯕ ꯁꯥ-ꯁꯟ ꯀꯥꯡꯂꯨꯞ ꯑꯃ ꯂꯥꯛꯈꯤ꯫ ꯐꯠꯇꯕ ꯂꯧꯃꯤ ꯑꯃ ꯎꯃꯪꯗ ꯎꯕ ꯐꯪꯈꯤ꯫ ꯃꯈꯣꯏꯅ ꯃꯈꯣꯏꯒꯤ ꯄꯨꯟꯁꯤꯒꯤꯗꯃꯛ ꯂꯥꯡꯇꯛꯅꯈꯤ꯫ ꯃꯦꯛꯁꯅ ꯃꯇꯦꯡ ꯄꯥꯡꯒꯗꯕꯅꯤ ꯍꯥꯏꯕ ꯈꯪꯈꯤ꯫ ꯃꯔꯝ ꯑꯗꯨꯅ ꯃꯍꯥꯛꯅ ꯊꯧꯔꯥꯡ ꯑꯃ ꯁꯦꯝꯈꯤ꯫ ꯃꯍꯥꯛꯀꯤ ꯋꯥ ꯉꯥꯡꯕꯒꯤ ꯈꯨꯗꯣꯜ ꯑꯗꯨ ꯁꯤꯖꯤꯟꯅꯗꯨꯅ ꯃꯦꯛꯁꯅ ꯃꯅꯥꯛ ꯅꯛꯄ ꯈꯨꯡꯒꯪ ꯑꯗꯨꯗ ꯆꯠꯈꯤ꯫ ꯃꯐꯝ ꯑꯗꯨꯗ ꯃꯍꯥꯛꯅ ꯃꯤꯑꯣꯏꯕꯒ ꯄꯥꯎ ꯐꯥꯎꯅꯕ ꯉꯝꯈꯤ ꯑꯃꯁꯨꯡ ꯂꯧꯃꯤꯒꯤ ꯑꯀꯟꯕ ꯋꯥꯈꯜꯂꯣꯟꯁꯤꯡꯒꯤ ꯃꯇꯥꯡꯗ ꯆꯦꯛꯁꯤꯟꯍꯟꯈꯤ꯫ ꯃꯤꯌꯥꯝꯅ ꯃꯦꯛꯁꯀꯤ ꯇꯧꯕ ꯉꯝꯕꯁꯤꯡ ꯑꯗꯨꯗ ꯑꯉꯛꯄ ꯄꯣꯛꯈꯤ ꯑꯃꯁꯨꯡ ꯊꯨꯅ ꯊꯕꯛ ꯄꯥꯏꯈꯠꯈꯤ꯫ ꯍꯧꯖꯤꯛ ꯂꯧꯃꯤ ꯑꯗꯨ ꯂꯩꯔꯔꯣꯏ, ꯎꯃꯪꯒꯤ ꯁꯥ-ꯁꯟꯁꯤꯡ ꯑꯗꯨ ꯑꯔꯣꯏꯕꯗ ꯑꯃꯨꯛ ꯍꯟꯅ ꯁꯥꯐꯅ ꯂꯩꯔꯦ꯫ ꯃꯦꯛꯁ ꯑꯁꯤ ꯍꯤꯔꯣ ꯑꯃ ꯑꯣꯏꯔꯛꯈꯤ ꯑꯃꯁꯨꯡ ꯃꯍꯥꯛꯄꯨ ꯄꯨꯝꯅꯃꯛꯅ ꯁꯦꯂꯦꯕ꯭ꯔꯦꯠ ꯇꯧꯈꯤ꯫ ꯅꯨꯃꯤꯠ ꯑꯗꯨꯗꯒꯤ ꯍꯧꯅ ꯃꯦꯛꯁꯅ ꯃꯍꯥꯛꯀꯤ ꯈꯨꯗꯣꯜ ꯑꯗꯨ ꯅꯨꯡꯉꯥꯏꯕꯈꯛꯇꯗ ꯅꯠꯇꯅ ꯃꯍꯥꯛꯅ ꯌꯥꯕ ꯃꯇꯝꯗ ꯃꯇꯦꯡ ꯄꯥꯡꯕꯗꯁꯨ ꯁꯤꯖꯤꯟꯅꯈꯤ꯫ ꯃꯔꯝ ꯑꯁꯤꯅ, ꯋꯥ ꯉꯥꯡꯕꯒꯤ ꯈꯨꯗꯣꯜ ꯂꯩꯕ ꯂꯥꯜꯍꯧ ꯑꯁꯤ ꯎꯃꯪꯒꯤ ꯖꯤꯕꯁꯤꯡꯒꯤ ꯃꯔꯛꯇ ꯅꯨꯡꯁꯤꯖꯔꯕ ꯋꯥꯔꯤ ꯑꯃ ꯑꯣꯏꯔꯛꯈꯤ ꯑꯃꯁꯨꯡ ꯃꯍꯥꯛꯀꯤ ꯃꯤꯡ ꯑꯁꯤ ꯂꯥꯛꯀꯗꯧꯔꯤꯕ ꯃꯤꯔꯣꯜ ꯀꯌꯥꯗ ꯌꯧꯔꯛꯈꯤ꯫